ꯙ꯭ꯌꯥꯟꯇꯧꯕ ꯑꯁꯤ ꯁꯇ꯭ꯔꯦꯁ ꯍꯟꯊꯍꯟꯕꯗꯥ ꯃꯇꯦꯡ ꯄꯥꯡꯕꯥ ꯉꯝꯕꯥ, ꯅꯤꯡꯊꯤꯖꯔꯕꯥ ꯑꯃꯁꯨꯡ ꯃꯌꯦꯛ ꯁꯦꯡꯕꯥ ꯍꯦꯟꯒꯠꯍꯅꯕꯥ ꯑꯃꯁꯨꯡ ꯅꯨꯡꯉꯥꯏꯕꯥ ꯍꯦꯟꯒꯠꯍꯟꯕꯥ ꯉꯝꯕꯥ ꯏꯆꯝ ꯆꯝꯕꯥ ꯊꯧꯑꯣꯡ ꯑꯃꯅꯤ꯫ ꯃꯈꯥꯗꯥ ꯅꯍꯥꯛꯄꯨ ꯙ꯭ꯌꯥꯟ ꯇꯧꯕꯗꯥ ꯃꯇꯦꯡ ꯄꯥꯡꯒꯗꯕꯥ ꯏꯆꯝ ꯆꯝꯕꯥ ꯈꯣꯡꯊꯥꯡ ꯃꯉꯥ ꯄꯤꯔꯤ: ꯅꯤꯡꯊꯤꯖꯔꯕꯥ ꯑꯃꯁꯨꯡ ꯅꯨꯡꯉꯥꯏꯕꯥ ꯃꯐꯝ ꯑꯃꯥ ꯈꯜꯂꯨ: ꯅꯍꯥꯛꯅꯥ ꯋꯥꯈꯜ ꯂꯩꯇꯒꯗꯕꯥ ꯑꯃꯁꯨꯡ ꯅꯤꯡꯊꯤꯖꯔꯕꯥ ꯃꯐꯝ ꯑꯃꯥ ꯊꯤꯌꯨ꯫ ꯃꯦꯠ, ꯀꯨꯁꯟ ꯅꯠꯇ꯭ꯔꯒꯥ ꯆꯦꯌꯥꯔ ꯑꯃꯗꯥ, ꯅꯍꯥꯛꯀꯤ ꯀꯣꯛ ꯑꯗꯨ ꯇꯞꯅꯥ ꯑꯃꯁꯨꯡ ꯅꯍꯥꯛꯀꯤ ꯈꯨꯠꯁꯥ ꯑꯗꯨ ꯅꯍꯥꯛꯀꯤ ꯈꯨꯑꯨꯗꯥ ꯅꯠꯇ꯭ꯔꯒꯥ ꯅꯍꯥꯛꯀꯤ ꯀꯣꯛꯇꯥ ꯂꯦꯡꯗꯅꯥ ꯂꯩꯗꯨꯅꯥ ꯐꯝꯗꯨꯅꯥ ꯂꯩꯌꯨ ꯅꯠꯇ꯭ꯔꯒꯥ ꯂꯦꯡꯗꯅꯥ ꯂꯩꯌꯨ꯫ ꯇꯥꯏꯃꯔ ꯑꯃꯥ ꯊꯝꯃꯨ: ꯅꯍꯥꯛꯅꯥ ꯙ꯭ꯌꯥꯟ ꯇꯧꯕꯥ ꯄꯥꯝꯂꯤꯕꯥ ꯃꯇꯝ ꯑꯗꯨ ꯂꯦꯞꯊꯣꯛꯑꯨ ꯑꯃꯁꯨꯡ ꯇꯥꯏꯃꯔ ꯑꯃꯥ ꯊꯝꯃꯨ꯫ ꯃꯤꯅꯠ ꯃꯉꯥ-ꯇꯔꯥꯗꯒꯤ ꯍꯧꯒꯗꯕꯅꯤ, ꯅꯍꯥꯛꯅꯥ ꯍꯦꯟꯅꯥ ꯅꯨꯡꯉꯥꯏꯕꯥ ꯐꯥꯎꯔꯛꯄꯒꯥ ꯂꯣꯏꯅꯅꯥ ꯃꯇꯝ ꯑꯗꯨ ꯍꯦꯟꯒꯠꯍꯟꯒꯗꯕꯅꯤ꯫ ꯅꯍꯥꯛꯀꯤ ꯅꯤꯡꯁ ꯍꯣꯟꯕꯗꯥ ꯃꯤꯠꯌꯦꯡ ꯊꯝꯃꯨ: ꯅꯍꯥꯛꯀꯤ ꯃꯤꯠ ꯑꯨꯢꯁꯤꯜꯂꯨ ꯑꯃꯁꯨꯡ ꯇꯞꯅꯥ ꯇꯞꯅꯥ ꯅꯤꯡꯁ ꯍꯣꯜꯂꯨ꯫ ꯅꯍꯥꯛꯀꯤ ꯅꯥꯇꯣꯟꯗꯒꯤ ꯌꯥꯝꯅꯥ ꯂꯨꯅꯥ ꯅꯤꯡꯁ ꯍꯣꯟꯒꯗꯕꯅꯤ ꯑꯃꯁꯨꯡ ꯅꯍꯥꯛꯀꯤ ꯆꯤꯟꯅ ꯅꯤꯡꯁ ꯍꯣꯟꯗꯣꯛꯀꯅꯤ꯫ ꯅꯍꯥꯛꯀꯤ ꯄꯨꯛꯅꯤꯡ ꯑꯗꯨ ꯅꯍꯥꯛꯀꯤ ꯅꯤꯡꯁ ꯍꯣꯟꯕꯗꯥ ꯃꯤꯠꯌꯦꯡ ꯊꯝꯃꯨ, ꯑꯃꯁꯨꯡ ꯃꯗꯨ ꯃꯁꯥꯅꯥ ꯆꯦꯟꯊꯍꯜꯂꯨ꯫ ꯅꯍꯥꯛꯀꯤ ꯋꯥꯈꯜ ꯑꯗꯨ ꯊꯥꯗꯣꯛꯑꯨ꯫ ꯃꯁꯤ ꯇꯧꯕ ꯃꯇꯝꯗꯥ, ꯅꯍꯥꯛꯀꯤ ꯄꯨꯛꯅꯤꯡ ꯑꯗꯨ ꯇꯞꯅꯥ ꯇꯞꯅꯥ ꯅꯍꯥꯛꯀꯤ ꯅꯤꯡꯁ ꯍꯣꯟꯕꯗꯥ ꯑꯃꯨꯛ ꯍꯟꯅꯥ ꯂꯝꯖꯤꯡꯕꯤꯌꯨ꯫ ꯅꯍꯥꯛꯀꯤ ꯋꯥꯈꯜꯂꯣꯟꯁꯤꯡ ꯑꯗꯨ ꯋꯥꯌꯦꯜ ꯇꯧꯒꯅꯨ ꯅꯠꯇ꯭ꯔꯒꯥ ꯊꯤꯡꯅꯕꯥ ꯍꯣꯠꯅꯒꯅꯨ, ꯃꯗꯨꯕꯨ ꯑꯇꯤꯌꯥꯗꯥ ꯅꯣꯡꯖꯨ-ꯅꯨꯡꯁꯥ ꯈꯥꯛꯇꯅꯥ ꯆꯠꯍꯟꯕꯤꯌꯨ꯫ ꯅꯍꯥꯛꯀꯤ ꯙ꯭ꯌꯥꯟꯇꯧꯕ ꯑꯗꯨ ꯂꯣꯏꯁꯤꯜꯂꯨ: ꯅꯍꯥꯛꯀꯤ ꯇꯥꯏꯃꯔ ꯑꯗꯨ ꯂꯣꯏꯁꯤꯜꯂꯛꯄꯥ ꯃꯇꯝꯗꯥ, ꯅꯍꯥꯛꯀꯤ ꯄ꯭ꯔꯦꯛꯇꯤꯁ ꯑꯗꯨ ꯂꯣꯏꯁꯤꯟꯅꯕꯥ ꯃꯤꯀꯨꯞ ꯑꯃꯥ ꯂꯧ ꯑꯃꯁꯨꯡ ꯅꯍꯥꯛꯀꯤ ꯃꯤꯠ ꯑꯗꯨ ꯇꯞꯅꯥ ꯇꯞꯅꯥ ꯍꯥꯡꯗꯣꯛꯎ꯫ ꯅꯤꯡꯁ ꯇꯞꯅꯥ ꯇꯞꯅꯥ ꯊꯣꯛꯍꯟꯒꯗꯕꯅꯤ꯫ ꯊꯣꯔꯛꯇꯨꯅꯥ ꯅꯍꯥꯛꯀꯤ ꯅꯨꯃꯤꯠ ꯑꯗꯨ ꯑꯃꯨꯛ ꯍꯟꯅꯥ ꯍꯧꯗ꯭ꯔꯤꯉꯩꯗꯥ ꯑꯦꯛꯁꯄ꯭ꯔꯤꯌꯦꯟꯁ ꯑꯗꯨ ꯋꯥꯈꯜꯗꯥ ꯊꯝꯅꯕꯥ ꯃꯤꯀꯨꯞ ꯑꯃꯥ ꯂꯦꯞꯄꯤꯌꯨ꯫ ꯅꯤꯡꯁꯤꯡꯕꯤꯌꯨ, ꯙ꯭ꯌꯥꯟ ꯙ꯭ꯌꯥꯟꯇꯧꯕ ꯑꯁꯤ ꯈꯣꯡꯆꯠ ꯑꯃꯅꯤ, ꯄꯟꯊꯨꯡꯐꯝ ꯅꯠꯇꯦ꯫ ꯆꯥꯡ ꯅꯥꯏꯅꯥ ꯇꯧꯕꯅꯥ, ꯅꯍꯥꯛꯅꯥ ꯄꯨꯛꯅꯤꯡ ꯆꯪꯕꯗꯥ ꯍꯦꯟꯅꯥ ꯂꯥꯏꯒꯅꯤ ꯑꯃꯁꯨꯡ ꯈꯜꯂꯣꯏꯗꯕ ꯋꯥꯐꯝꯁꯤꯡ ꯊꯥꯗꯣꯛꯄꯥ ꯉꯝꯒꯅꯤ, ꯃꯁꯤꯅꯥ ꯍꯦꯟꯅꯥ ꯋꯥꯈꯜ ꯋꯥꯡꯕꯥ ꯑꯃꯁꯨꯡ ꯏꯤꯡꯇꯞꯄꯅ ꯂꯩꯕ ꯐꯤꯚꯝ ꯑꯃꯥ ꯄꯨꯔꯛꯀꯅꯤ꯫।